ꯃꯥꯎꯟꯠ ꯐ꯭ꯂꯥꯋꯔ ꯕꯨꯀꯦꯠ ꯑꯃ ꯀꯔꯝꯅ ꯁꯦꯝꯒꯗꯒꯦ ꯍꯥꯏꯕꯗꯨ ꯁꯝꯖꯤꯟꯅꯧ꯫ ꯀꯔꯤꯒꯨꯝꯕ ꯅꯍꯥꯛꯅ ꯃꯥꯎꯟꯇꯟ ꯐ꯭ꯂꯥꯋꯔ ꯕꯨꯀꯦꯠ ꯑꯃ ꯁꯦꯝꯕ ꯄꯥꯝꯂꯕꯗꯤ, ꯅꯍꯥꯛꯅ ꯏꯆꯝ ꯆꯝꯕ ꯈꯣꯡꯊꯥꯡꯁꯤꯡ ꯑꯁꯤ ꯂꯧꯈꯠꯀꯗꯕꯅꯤ: ꯑꯜꯄꯥꯏ ꯑꯦꯁꯇꯔ, ꯒ꯭ꯂꯣꯕ ꯐ꯭ꯂꯥꯋꯔ, ꯖꯦꯟꯇꯤꯌꯟ, ꯑꯃꯁꯨꯡ ꯏꯗꯦꯜꯋꯦꯏꯁꯒꯨꯝꯕ ꯇꯨꯔꯦꯜ ꯒꯤ ꯃꯐꯝꯁꯤꯡꯗ ꯊꯥꯕ ꯃꯈꯜ ꯀꯌꯥꯒꯤ ꯂꯣꯀꯦꯜ ꯐ꯭ꯂꯥꯋꯔꯁꯤꯡ ꯈꯣꯝꯖꯤꯜꯂꯨ꯫ ꯅꯍꯥꯛꯀꯤ ꯕꯨꯀꯦꯠ ꯑꯗꯨꯒꯤꯗꯃꯛ ꯃꯇꯤꯛ ꯆꯥꯕ ꯁꯥꯏꯖꯒꯤ ꯚꯦꯖ ꯅꯠꯇ꯭ꯔꯒ ꯀꯟꯇꯦꯅꯔ ꯑꯃ ꯈꯜꯂꯨ꯫ ꯀꯟꯇꯦꯅꯔ ꯑꯗꯨ ꯏꯁꯤꯡꯅ ꯊꯜꯂꯨ ꯑꯃꯁꯨꯡ ꯐ꯭ꯂꯥꯋꯔ ꯐꯨꯗ ꯄꯦꯀꯦꯖ ꯑꯃ ꯅꯠꯇ꯭ꯔꯒ ꯆꯤꯅꯤ ꯆꯥꯃꯆ ꯑꯃ ꯑꯃꯁꯨꯡ ꯕ꯭ꯂꯤꯆ ꯈꯔ ꯍꯥꯞꯆꯤꯜꯂꯨ꯫ ꯅꯍꯥꯛꯀꯤ ꯐꯨꯜꯁꯤꯡ ꯑꯗꯨ ꯏꯁꯤꯡ ꯍꯦꯟꯅ ꯆꯦꯟꯊꯍꯟꯕ ꯉꯝꯅꯕ ꯑꯦꯡꯒꯜ ꯑꯃꯗ ꯇ꯭ꯔꯤꯝ ꯇꯧꯗꯨꯅ ꯍꯧꯒꯗꯕꯅꯤ꯫ ꯅꯍꯥꯛꯀꯤ ꯕꯨꯀꯦꯠ ꯑꯗꯨ ꯁꯦꯝ-ꯁꯥꯕ ꯍꯧꯒꯗꯕꯅꯤ, ꯑꯍꯥꯟꯕꯗ ꯈ꯭ꯋꯥꯏꯗꯒꯤ ꯆꯥꯎꯕ ꯐꯨꯜꯁꯤꯡꯗꯒꯤ ꯍꯧꯔꯒ, ꯃꯗꯨꯒꯤ ꯃꯇꯨꯡꯗ ꯑꯄꯤꯛꯄ ꯃꯆꯨꯁꯤꯡꯅ ꯃꯄꯨꯡ ꯐꯥꯍꯟꯒꯗꯕꯅꯤ꯫ ꯐꯨꯜ ꯈꯔꯗꯤ ꯍꯦꯟꯅ ꯅꯦꯝꯅ ꯊꯝꯗꯨꯅ ꯑꯃꯁꯨꯡ ꯑꯇꯩ ꯈꯔ ꯍꯦꯟꯅ ꯋꯥꯡꯅ ꯊꯝꯗꯨꯅ ꯊꯣꯏꯗꯣꯛꯄ ꯈꯔ ꯁꯦꯝꯅꯕ ꯍꯣꯠꯅꯒꯗꯕꯅꯤ꯫ ꯅꯍꯥꯛꯅ ꯅꯨꯡꯉꯥꯏꯕ ꯐꯥꯎꯕ ꯑꯦꯔꯦꯟꯖꯃꯦꯟꯠ ꯑꯗꯨꯒ ꯂꯣꯏꯅꯅ ꯁꯥꯟꯅꯧ, ꯑꯃꯁꯨꯡ ꯃꯗꯨꯒꯤ ꯃꯇꯨꯡꯗ ꯐ꯭ꯂꯣꯔꯜ ꯇꯦꯞ ꯅꯠꯇ꯭ꯔꯒ ꯁ꯭ꯇꯔꯤꯡ ꯁꯤꯖꯤꯟꯅꯗꯨꯅ ꯁ꯭ꯇꯦꯝꯁꯤꯡ ꯑꯗꯨ ꯇꯞꯅ ꯇꯞꯅ ꯊꯝꯖꯤꯜꯂꯨ꯫ ꯕꯨꯀꯦꯠ ꯑꯗꯨ ꯀꯟꯇꯦꯅꯔ ꯑꯗꯨꯗ ꯊꯝꯃꯨ ꯑꯃꯁꯨꯡ ꯃꯗꯨ ꯍꯦꯟꯅ ꯁꯥꯡꯅ ꯆꯠꯅꯕ ꯍꯛꯊꯦꯡꯅꯅ ꯅꯨꯃꯤꯠꯀꯤ ꯃꯉꯥꯜꯗꯒꯤ ꯂꯥꯞꯅ ꯊꯝꯃꯨ꯫ ꯈꯪꯖꯤꯟꯒꯗꯕ꫰ꯑꯃꯅ, ꯇꯨꯔꯦꯜꯒꯤ ꯐ꯭ꯂꯥꯋꯔ ꯕꯨꯀꯦꯠ ꯑꯃ ꯁꯦꯝꯅꯕꯒꯤꯗꯃꯛ, ꯅꯍꯥꯛꯅ ꯇꯨꯔꯦꯜ ꯔꯤꯖꯟꯗꯒꯤ ꯃꯐꯝꯗꯨꯒꯤ ꯐ꯭ꯂꯥꯋꯔꯁꯤꯡ ꯈꯟꯒꯠꯂꯒ ꯏꯁꯤꯡ ꯑꯃꯁꯨꯡ ꯐ꯭ꯂꯥꯋꯔ ꯐꯨꯗ ꯌꯥꯎꯕ ꯀꯟꯇꯦꯅꯔ ꯑꯃꯗ ꯁꯦꯝꯖꯤꯟꯕ ꯃꯊꯧ ꯇꯥꯏ, ꯑꯃꯁꯨꯡ ꯃꯗꯨꯒꯤ ꯃꯇꯨꯡꯗ ꯃꯈꯣꯏꯕꯨ ꯃꯇꯝ ꯁꯥꯡꯅ ꯆꯠꯅꯕ ꯑꯐꯕ ꯑꯀꯣꯏꯔꯣꯟ ꯑꯃꯗ ꯊꯝꯕ ꯃꯊꯧ ꯇꯥꯏ꯫ ꯂꯤꯖ ꯑꯦꯒ꯭ꯔꯤꯃꯦꯟꯠ ꯑꯃ ꯈꯨꯠꯌꯦꯛ ꯄꯤꯅꯗ꯭ꯔꯤꯉꯩꯗ ꯅꯍꯥꯛꯅ ꯄꯣꯇꯦꯟꯁꯤꯑꯦꯜ ꯂꯝ ꯂꯩꯖꯗꯕ ꯃꯤꯑꯣꯏ ꯑꯃꯗ ꯍꯪꯒꯗꯕ ꯋꯥꯍꯪꯁꯤꯡꯒꯤ ꯂꯤꯁ꯭ꯠ ꯑꯃ ꯁꯦꯝꯃꯨ꯫ ꯂꯤꯖ ꯑꯦꯒ꯭ꯔꯤꯃꯦꯟꯠꯀꯤ ꯃꯇꯝ ꯀꯌꯥꯅꯣ? ꯊꯥꯒꯤ ꯑꯣꯏꯕ ꯚꯥꯔꯥ ꯑꯁꯤ ꯀꯌꯥ ꯌꯥꯝꯅ ꯂꯩꯕꯒꯦ ꯑꯃꯁꯨꯡ ꯚꯥꯔꯥꯗ ꯀꯔꯤ ꯌꯥꯎꯔꯤꯕꯒꯦ? ꯁꯦꯀ꯭ꯌꯨꯔꯤꯇꯤ ꯗꯤꯄꯣꯖꯤꯠ ꯂꯩꯕꯔꯥ ꯑꯃꯁꯨꯡ ꯀꯌꯥ ꯌꯥꯝꯅ ꯂꯩꯕꯒꯦ? ꯂꯤꯖ ꯔꯤꯅ꯭ꯌꯨ ꯇꯧꯕ ꯅꯠꯇ꯭ꯔꯒ ꯂꯣꯏꯁꯤꯟꯕꯒꯤ ꯊꯧꯑꯣꯡ ꯑꯁꯤ ꯀꯔꯤꯅꯣ? ꯇꯦꯟꯗꯔꯁꯤꯡꯒꯤꯗꯃꯛꯇ ꯏꯟꯀꯝꯒꯤ ꯃꯊꯧ ꯇꯥꯕ ꯅꯠꯇ꯭ꯔꯒ ꯀ꯭ꯔꯦꯗꯤꯠ ꯆꯦꯛꯁꯤꯡ ꯂꯩꯕꯔꯥ? ꯁꯦꯀ꯭ꯌꯨꯑꯣꯔ ꯑꯣꯏꯕ, ꯅꯤꯡꯁꯤꯡꯕꯗ ꯂꯥꯏꯕ ꯑꯃꯁꯨꯡ ꯌꯥꯝꯗ꯭ꯔꯕꯗ ꯆꯦꯛꯁꯤꯟ-ꯊꯧꯔꯥꯡ ꯅꯤꯄꯥꯜ ꯂꯩꯕ ꯄꯥꯁꯋꯔꯗ ꯑꯃ ꯖꯦꯅꯦꯔꯦꯠ ꯇꯧ꯫ ꯅꯤꯡꯁꯤꯡꯕꯗ ꯂꯥꯏꯕ ꯁꯦꯀ꯭ꯌꯨꯑꯣꯔ ꯑꯣꯏꯕ ꯄꯥꯁꯋꯔꯗ ꯑꯃ ꯁꯦꯝꯅꯕꯒꯤ ꯃꯑꯣꯡ ꯑꯃꯗꯤ ꯔꯦꯟꯗꯝ ꯑꯣꯏꯅ ꯈꯟꯒꯠꯂꯕ ꯋꯥꯍꯩ ꯃꯔꯤꯅ ꯁꯦꯝꯕ ꯄꯥꯁꯐ꯭ꯔꯦꯖ ꯑꯃ ꯁꯤꯖꯤꯟꯅꯕꯅꯤ꯫ ꯅꯠꯇ꯭ꯔꯒ, ꯅꯍꯥꯛꯅ ꯅꯝꯕꯔꯁꯤꯡ, ꯑꯈꯟꯅꯕ ꯆꯦꯛꯁꯤꯟ-ꯊꯧꯔꯥꯡꯁꯤꯡ, ꯑꯃꯁꯨꯡ ꯑꯆꯧꯕ ꯑꯃꯁꯨꯡ ꯑꯄꯤꯛꯄ ꯑꯛꯁꯔꯁꯤꯡꯒ ꯂꯣꯏꯅꯅ ꯅꯤꯡꯁꯤꯡꯅꯤꯡꯉꯥꯏ ꯑꯣꯏꯕ ꯏꯟꯐꯣꯔꯃꯦꯁꯟꯒꯤ ꯀꯝꯕꯤꯅꯦꯁꯟ ꯑꯃ ꯁꯤꯖꯤꯟꯅꯕ ꯌꯥꯏ꯫ ꯈꯨꯗꯝ ꯑꯣꯏꯅ, ꯑꯗꯣꯝꯒꯤꯗꯃꯛꯇ ꯑꯈꯟꯅꯕ ꯑꯃꯗꯤ ꯁꯣꯁꯤꯌꯦꯜ ꯃꯤꯗꯤꯌꯥ ꯅꯠꯇ꯭ꯔꯒ ꯄꯕ꯭ꯂꯤꯛ ꯔꯦꯀꯣꯔꯗꯇ ꯐꯖꯅ ꯈꯪꯕ ꯅꯠꯇ꯭ꯔꯒ ꯐꯪꯗꯕ ꯄꯣꯠꯁꯛ ꯑꯃ ꯁꯣꯏꯗꯅ ꯈꯟꯕꯤꯌꯨ꯫ ꯃꯆꯨꯒꯤ ꯍꯨꯏꯜ ꯑꯃꯁꯨꯡ ꯃꯆꯨꯒꯤ ꯁ꯭ꯄꯦꯛꯇ꯭ꯔꯝ ꯑꯗꯨ ꯐꯣꯡꯗꯣꯛꯎ꯫ ꯃꯆꯨꯒꯤ ꯍꯨꯏꯜ ꯑꯁꯤ ꯃꯈꯣꯏꯒꯤ ꯀ꯭ꯔꯣꯃꯦꯇꯤꯛ ꯃꯔꯤꯒꯤ ꯃꯇꯨꯡ ꯏꯟꯅ ꯑꯣꯔꯒꯅꯥꯏꯖ ꯇꯧꯔꯕ ꯃꯆꯨꯁꯤꯡꯒꯤ ꯚꯤꯖꯨꯑꯦꯜ ꯔꯤꯄ꯭ꯔꯖꯦꯟꯇꯦꯁꯟ ꯑꯃꯅꯤ꯫ ꯃꯍꯧꯁꯥꯅ ꯃꯁꯤ ꯇꯣꯉꯥꯟ-ꯇꯣꯉꯥꯟꯕ ꯃꯆꯨꯒꯤ ꯁꯦꯛꯇꯔꯁꯤꯡꯒ ꯂꯣꯏꯅꯅ ꯁꯔꯀꯜ ꯑꯃ ꯑꯣꯏꯅ ꯎꯠꯂꯤ, ꯃꯆꯨ ꯈꯨꯗꯤꯡꯃꯛ ꯑꯇꯣꯞꯄ ꯑꯃꯒ ꯃꯥꯟꯅꯅ ꯂꯥꯞꯅ ꯂꯩ꯫ ꯃꯆꯨꯒꯤ ꯍꯨꯏꯜ ꯑꯁꯤ ꯃꯍꯧꯁꯥꯅ ꯑꯥꯔꯇꯤꯁꯁꯤꯡ, ꯗꯤꯖꯥꯏꯅꯔꯁꯤꯡ ꯑꯃꯁꯨꯡ ꯁ꯭ꯇꯥꯏꯂꯤꯁꯁꯤꯡꯅ ꯃꯈꯣꯏꯒꯤ ꯊꯕꯛꯁꯤꯡꯗ ꯅꯨꯡꯁꯤꯅꯕ ꯃꯆꯨꯒꯤ ꯊꯧꯔꯥꯡꯁꯤꯡ ꯁꯦꯝꯒꯠꯅꯕ ꯈꯨꯠꯂꯥꯏ ꯑꯃ ꯑꯣꯏꯅ ꯁꯤꯖꯤꯟꯅꯩ꯫